ꯂꯥꯏꯑꯣꯡ ꯑꯗꯨꯒꯤ ꯃꯇꯥꯡꯗ ꯃꯁꯛ ꯈꯪꯗꯣꯛꯂꯕ ꯃꯇꯨꯡꯗ, ꯑꯣꯏꯊꯣꯛꯄ ꯌꯥꯕ ꯃꯔꯝꯁꯤꯡ ꯑꯗꯨ ꯁꯖꯦꯁꯟ ꯇꯧ꯫ ꯑꯩꯒꯤ ꯈꯣꯡꯅ ꯁꯣꯛꯄ ꯑꯃꯁꯨꯡ ꯁꯣꯛꯄ ꯌꯥꯏ꯫ ꯅꯍꯥꯛꯀꯤ ꯈꯣꯡꯗ ꯁꯣꯛꯄ ꯑꯃꯁꯨꯡ ꯁꯣꯛꯄ ꯌꯥꯕꯒꯤ ꯑꯣꯏꯊꯣꯛꯄ ꯌꯥꯕ ꯃꯔꯝ ꯀꯌꯥ ꯂꯩꯕ ꯌꯥꯏ, ꯃꯈꯣꯏ ꯑꯗꯨꯗꯤ- ꯑꯁꯣꯛ-ꯑꯄꯟ: ꯑꯁꯣꯛ-ꯑꯄꯟ ꯑꯃꯅ ꯊꯣꯛꯍꯟꯕ ꯁꯣꯛꯄ ꯅꯠꯇ꯭ꯔꯒ ꯁꯣꯛꯄ ꯑꯃꯅ ꯅꯍꯥꯛꯀꯤ ꯈꯣꯡꯗ ꯁꯣꯀꯄꯗ ꯑꯁꯣꯛ-ꯑꯄꯟ ꯊꯣꯛꯍꯟꯕ ꯌꯥꯏ꯫ ꯏꯟꯐꯦꯛꯁꯟ: ꯈꯣꯡ ꯅꯠꯇ꯭ꯔꯒ ꯈꯨꯠꯇ ꯏꯟꯐꯦꯛꯁꯟ ꯂꯩꯔꯛꯄꯅ ꯁꯣꯛꯍꯜꯂꯕ ꯃꯐꯝ ꯑꯗꯨꯗ ꯁꯣꯛꯄ ꯑꯃꯁꯨꯡ ꯑꯁꯣꯛ-ꯑꯄꯟ ꯊꯣꯛꯍꯟꯕ ꯌꯥꯏ꯫ ꯒꯥꯎꯠ: ꯀꯟꯗꯤꯁꯟ ꯑꯁꯤ ꯏꯗ ꯌꯨꯔꯤꯛ ꯑꯦꯁꯤꯗ ꯌꯥꯎꯔꯛꯄꯅ ꯃꯔꯝ ꯑꯣꯏꯗꯨꯅ ꯊꯣꯛꯏ, ꯃꯗꯨꯅ ꯁꯔꯨ ꯇꯥꯡꯁꯤꯡꯗ ꯀ꯭ꯔꯤꯁꯇꯦꯜꯁꯤꯡ ꯁꯦꯝꯃꯤ, ꯃꯗꯨꯅ ꯏꯟꯐ꯭ꯂꯦꯃꯦꯁꯟ, ꯁꯣꯛꯄ ꯑꯃꯁꯨꯡ ꯌꯥꯝꯅ ꯁꯥꯊꯤꯅ ꯑꯅꯥꯕ ꯊꯣꯛꯍꯜꯂꯤ꯫ ꯕꯔꯁꯥꯏꯇꯤꯁ: ꯅꯍꯥꯛꯀꯤ ꯁꯔꯨ ꯇꯥꯡ ꯑꯗꯨ ꯀꯨꯞꯁꯤꯜꯂꯤꯕ ꯐ꯭ꯂꯨꯏꯗꯅ ꯊꯜꯂꯕ ꯁꯦꯛ ꯑꯗꯨꯗ ꯏꯅꯐ꯭ꯂꯦꯃꯦꯁꯟ ꯂꯩꯔꯛꯄꯅ ꯅꯍꯥꯛꯀꯤ ꯈꯣꯡꯗ ꯁꯣꯛꯄ ꯑꯃꯁꯨꯡ ꯑꯁꯣꯛ-ꯑꯄꯟ ꯊꯣꯛꯍꯟꯕ ꯌꯥꯏ꯫ ꯕ꯭ꯂꯗ ꯀ꯭ꯂꯣꯠ: ꯈꯣꯡꯗ ꯏ ꯊꯣꯛꯄ ꯑꯃꯅ ꯏ ꯆꯦꯟꯕ ꯊꯤꯡꯕ ꯉꯝꯃꯤ, ꯃꯗꯨꯅ ꯈꯣꯡ ꯁꯣꯛꯄ ꯑꯃꯁꯨꯡ ꯁꯣꯛꯄ ꯌꯥꯏ꯫ ꯍꯥꯔꯠ ꯅꯠꯇ꯭ꯔꯒ ꯀꯤꯗꯅꯤꯒꯤ ꯂꯥꯏꯅꯥ: ꯀꯟꯗꯤꯁꯟꯁꯤꯡ ꯑꯁꯤꯅ ꯐ꯭ꯂꯨꯏꯗ ꯔꯤꯇꯦꯟꯁꯟ ꯊꯣꯛꯍꯟꯕ ꯌꯥꯏ, ꯃꯗꯨꯅ ꯈꯣꯡ ꯌꯥꯎꯅ ꯃꯈꯥ ꯊꯪꯕ ꯁꯔꯨꯛꯇ ꯁꯣꯛꯄ ꯌꯥꯏ꯫ ꯃꯑꯣꯡ ꯆꯨꯝꯅ ꯗꯥꯏꯒꯅꯣꯁꯤꯁ ꯑꯃꯁꯨꯡ ꯂꯥꯏꯌꯦꯡꯅꯕꯒꯤꯗꯃꯛ ꯃꯦꯗꯤꯀꯦꯜ ꯄ꯭ꯔꯣꯐꯦꯁꯅꯦꯜ ꯑꯃꯒ ꯇꯥꯟꯅꯅꯕ ꯔꯦꯀꯃꯦꯟꯗ ꯇꯧꯏ꯫ ꯂꯨꯆꯤꯡꯕ ꯑꯃ ꯑꯣꯏꯕꯒꯤ ꯃꯇꯥꯡꯗ ꯋꯥꯔꯤ ꯁꯥꯔꯤꯕ ꯃꯈꯥꯒꯤ ꯋꯥꯍꯩ ꯄꯔꯦꯡ ꯑꯁꯤ ꯍꯦꯟꯅ ꯄꯥꯡꯒꯜ ꯂꯩꯕ ꯃꯑꯣꯡꯗ ꯑꯃꯨꯛ ꯍꯟꯅ ꯏꯕꯤꯌꯨ꯫ ꯂꯨꯆꯤꯡꯕꯁꯤꯡꯅ ꯊꯧꯗꯥꯡ ꯂꯧꯔꯤ꯫ ꯂꯨꯆꯤꯡꯕꯁꯤꯡꯅ ꯊꯧꯅꯥ ꯐꯅ ꯀꯝꯃꯟ ꯂꯧꯏ ꯑꯃꯁꯨꯡ ꯑꯀꯤꯕ ꯂꯩꯇꯅ ꯀꯣꯔꯁ ꯑꯗꯨ ꯂꯝꯖꯤꯡꯏ꯫ ꯑꯅꯧꯕ ꯃꯣꯕꯥꯏꯜ ꯑꯃꯒꯤꯗꯃꯛ ꯄ꯭ꯔꯗꯛ ꯗꯤꯁꯀ꯭ꯔꯤꯞꯁꯟ ꯑꯃ ꯏꯕꯤꯌꯨ꯫ ꯑꯥꯏꯐꯣꯟ ꯑꯦꯂꯦꯕꯦꯟ ꯄ꯭ꯔꯣ, ꯃꯁꯤꯒꯤ ꯗꯤꯖꯥꯏꯟꯗ ꯌꯥꯝꯅ ꯂꯨꯕ ꯑꯃꯁꯨꯡ ꯊꯣꯏꯗꯣꯛ ꯍꯦꯟꯗꯣꯛꯄ, ꯀꯩꯊꯦꯜꯗ ꯌꯧꯔꯛꯄ ꯈ꯭ꯋꯥꯏꯗꯒꯤ ꯅꯧꯕ ꯄ꯭ꯔꯤꯃꯤꯌꯝ ꯁ꯭ꯃꯥꯔꯠꯐꯣꯟꯅꯤ꯫ ꯁꯨꯄꯔ ꯔꯦꯇꯤꯅꯥ ꯑꯦꯛꯁꯇꯦꯟꯗꯦꯗ ꯗꯤꯇꯦꯛꯁꯟ ꯑꯦꯟ ꯔꯦꯁꯄꯣꯟꯁ ꯃꯁꯤꯒꯤ ꯑꯅꯧꯕ ꯄꯨꯝꯅꯃꯛ ꯇ꯭ꯔꯤꯄꯜ-ꯀꯦꯃꯦꯔꯥ ꯁꯤꯁ꯭ꯇꯦꯝ ꯑꯃꯁꯨꯡ ꯍꯦꯟꯒꯠꯂꯕ ꯅꯥꯏꯠ ꯃꯣꯗ ꯑꯁꯤꯅ ꯅꯍꯥꯛꯀꯤ ꯐꯣꯇꯣꯒ꯭ꯔꯥꯐꯤ ꯑꯃꯁꯨꯡ ꯚꯤꯗꯤꯑꯣ ꯑꯁꯤ ꯆꯥꯡꯗꯝꯅꯕ ꯌꯥꯗꯕ ꯃꯆꯨ ꯑꯃꯁꯨꯡ ꯑꯀꯨꯞꯄ ꯃꯔꯣꯜꯁꯤꯡꯒ ꯂꯣꯏꯅꯅ ꯍꯤꯡꯒꯅꯤ꯫ ꯃꯁꯤ ꯏꯁꯤꯡ ꯑꯃꯁꯨꯡ ꯃꯩꯁꯥ ꯌꯥꯎꯗꯕ, ꯕꯦꯠꯇꯔꯤꯒꯤ ꯃꯇꯝ ꯁꯥꯡꯕ, ꯑꯃꯁꯨꯡ ꯑꯍꯦꯟꯕ ꯁꯦꯀ꯭ꯌꯨꯔꯤꯇꯤꯒꯤꯗꯃꯛ ꯍꯥꯏ- ꯐꯦꯁ ꯑꯥꯏꯗꯦꯟꯇꯤꯐꯤꯀꯦꯁꯟ ꯗꯦꯐꯤꯅꯤꯁꯟꯁꯤꯔꯤ ꯌꯥꯎꯅ ꯏꯟꯇꯦꯂꯤꯖꯦꯟꯇ ꯐꯤꯆꯔ ꯀꯌꯥꯒ ꯂꯣꯏꯅꯅ ꯗꯤꯚꯥꯏꯁ ꯑꯁꯤꯅ ꯅꯍꯥꯛꯀꯤ ꯄꯨꯟꯁꯤꯕꯨ ꯍꯦꯟꯅ ꯂꯥꯏꯊꯣꯛꯍꯟꯕ ꯑꯃꯁꯨꯡ ꯃꯉꯥꯜ ꯄꯤꯕ ꯉꯝꯒꯅꯤ꯫ ꯃꯇꯝꯒꯤ ꯃꯇꯨꯡ ꯏꯟꯅ ꯇꯁꯦꯡꯅ ꯃꯥꯡꯖꯤꯜ ꯊꯥꯔꯤꯕ ꯃꯣꯕꯥꯏꯜ ꯑꯦꯛꯁꯄꯤꯔꯤꯑꯦꯟꯁ ꯑꯃꯒꯤꯗꯃꯛ ꯑꯥꯏꯐꯣꯟ ꯑꯦꯂꯦꯕꯦꯟ ꯄ꯭ꯔꯣꯗ ꯑꯞꯒ꯭ꯔꯦꯗ ꯇꯧꯕꯤꯌꯨ꯫ ꯄꯤꯔꯤꯕ ꯃꯤꯡꯊꯣꯜ ꯑꯗꯨꯒ ꯂꯣꯏꯅꯅ ꯑꯄꯤꯛꯄ ꯁꯩꯔꯦꯡ ꯑꯃ ꯂꯥꯏꯟ ꯃꯉꯥ ꯗꯒꯤ ꯇꯔꯥ ꯐꯥꯎꯕꯒꯤ ꯃꯔꯛꯇ ꯁꯦꯃꯃꯨ꯫ ꯃꯤꯡꯊꯣꯜ: ꯅꯨꯃꯤꯠꯀꯤ ꯅꯨꯃꯤꯠ ꯑꯃ꯫ ꯅꯨꯃꯤꯠꯀꯤ ꯅꯨꯃꯤꯠ ꯑꯃ ꯃꯁꯛ ꯊꯣꯛꯄ ꯑꯌꯨꯛ ꯑꯃꯅꯤ, ꯅꯨꯃꯤꯠ ꯑꯁꯤ ꯁꯥꯟꯅꯅꯕ ꯊꯣꯛꯂꯦ ꯑꯩꯅ ꯊꯣꯡꯅꯥꯎ ꯍꯥꯡꯗꯣꯛꯏ, ꯑꯃꯁꯨꯡ ꯃꯉꯥꯜꯅ ꯉꯁꯤ ꯉꯥꯟꯊꯣꯛꯂꯤ ꯅꯨꯡꯁꯤꯠ ꯑꯁꯤ ꯅꯨꯡꯁꯤꯠ ꯁꯦꯡꯏ ꯑꯃꯁꯨꯡ ꯅꯨꯡꯉꯥꯏꯕ, ꯑꯉꯧꯕ ꯑꯃꯠꯇꯗꯒꯤ ꯅꯥꯟꯊꯣꯛꯂꯕ ꯃꯍꯧꯁꯥꯅ ꯈ꯭ꯋꯥꯏꯗꯒꯤ ꯃꯉꯥꯜ ꯌꯥꯝꯅ ꯆꯦꯜꯂꯤ, ꯁꯥꯁꯤꯡꯅ ꯂꯥꯞꯅ ꯂꯩꯔꯤ꯫